ꯀꯣꯐꯤꯒꯤ ꯀꯥꯟꯅꯕꯁꯤꯡꯒꯤ ꯃꯇꯥꯡꯗ ꯕ꯭ꯂꯣꯒ ꯄꯣꯁ꯭ꯠ ꯑꯃ ꯏꯕꯤꯌꯨ꯫ ꯀꯣꯐꯤ: ꯀꯣꯐꯤ ꯑꯁꯤ ꯃꯥꯂꯦꯝꯗ ꯈ꯭ꯋꯥꯏꯗꯒꯤ ꯃꯃꯤꯡ ꯆꯠꯄ ꯊꯛꯅꯕꯁꯤꯡꯒꯤ ꯃꯅꯨꯡꯗ ꯑꯃꯅꯤ꯫ ꯃꯤꯑꯣꯏ ꯂꯥꯈ ꯀꯌꯥꯅ ꯃꯈꯣꯏꯒꯤ ꯔꯨꯇꯤꯟꯒꯤ ꯁꯔꯨꯛ ꯑꯃ ꯑꯣꯏꯅ ꯅꯨꯃꯤꯠ ꯈꯨꯗꯤꯡꯒꯤ ꯃꯁꯤ ꯊꯛꯏ꯫ ꯑꯌꯨꯛꯀꯤ ꯆꯥꯛꯂꯦꯟ ꯑꯣꯏꯔꯕꯁꯨ, ꯊꯕꯛ ꯑꯣꯏꯔꯕꯁꯨ ꯅꯠꯇ꯭ꯔꯒ ꯅꯨꯡꯉꯥꯏꯅ ꯂꯩꯅꯕ ꯑꯣꯏꯔꯕꯁꯨ, ꯀꯣꯐꯤ ꯑꯃ ꯊꯛꯄ ꯑꯁꯤ ꯑꯩꯈꯣꯏꯒꯤ ꯄꯨꯟꯁꯤꯒꯤ ꯃꯔꯨꯑꯣꯏꯕ ꯁꯔꯨꯛ ꯑꯃ ꯑꯣꯏꯔꯦ꯫ ꯀꯣꯐꯤ ꯑꯁꯤꯁꯨ ꯍꯛꯁꯦꯜꯒꯤ ꯀꯥꯟꯅꯕ ꯀꯌꯥꯒ ꯂꯣꯌꯅꯅ ꯂꯥꯛꯏ ꯍꯥꯏꯕ ꯑꯗꯣꯝꯅ ꯈꯪꯕꯤꯔꯤꯕ꯭ꯔꯥ? ꯕ꯭ꯂꯣꯒ ꯄꯣꯁ꯭ꯠ ꯑꯁꯤꯗ ꯑꯩꯈꯣꯏꯅ ꯑꯗꯣꯝꯕꯨ ꯋꯥꯈꯜ ꯇꯥꯍꯟꯗꯅ ꯑꯃꯁꯨꯡ ꯆꯦꯛꯁꯤꯟꯅ ꯊꯝꯕꯗꯒꯤ ꯍꯦꯟꯅ ꯀꯣꯐꯤꯒꯤ ꯀꯥꯟꯅꯕꯁꯤꯡ ꯑꯗꯨ ꯊꯤꯖꯤꯜꯂꯤ꯫ ꯑꯦꯟꯇꯤꯑꯣꯛꯁꯤꯗꯦꯟꯇꯁꯤꯡꯅ ꯊꯜꯂꯕ ꯀꯣꯐꯤ ꯑꯁꯤ ꯑꯦꯟꯇꯤꯑꯣꯛꯁꯤꯗꯦꯟꯇꯁꯤꯡꯒꯤ ꯃꯍꯧꯁꯥꯒꯤ ꯁꯣꯔꯁ ꯑꯃꯅꯤ꯫ ꯃꯁꯤꯅ ꯍꯛꯆꯥꯡꯕꯨ ꯀꯦꯟꯁꯔ, ꯁ꯭ꯇꯔꯣꯛ ꯑꯃꯁꯨꯡ ꯍꯥꯔꯠꯀꯤ ꯂꯥꯏꯉꯨꯝꯕ ꯂꯥꯏꯅꯁꯤꯡ ꯊꯣꯛꯍꯟꯕ ꯌꯥꯕ ꯃꯥꯡ-ꯇꯥꯛꯅꯤꯡꯉꯥꯏ ꯑꯣꯏꯕ ꯐ꯭ꯔꯤ ꯔꯦꯗꯤꯀꯦꯜꯁꯤꯡꯗꯒꯤ ꯉꯥꯛꯊꯣꯛꯄꯗ ꯃꯇꯦꯡ ꯄꯥꯡꯉꯤ꯫ ꯇꯁꯦꯡꯕꯗꯤ ꯁ꯭ꯇꯔꯦꯟꯇꯟ ꯌꯨꯅꯤꯚꯔꯁꯤꯇꯤꯒꯤ ꯔꯤꯁꯔꯆꯔꯁꯤꯡꯒꯤ ꯃꯇꯨꯡ ꯏꯟꯅ ꯀꯣꯐꯤ ꯑꯁꯤ ꯑꯃꯦꯔꯤꯀꯥꯒꯤ ꯗꯥꯏꯠꯇ ꯑꯦꯟꯇꯤꯑꯣꯛꯁꯤꯗꯦꯟꯇꯁꯤꯡꯒꯤ ꯅꯝꯕꯔ ꯑꯃ ꯑꯣꯏꯔꯤ꯫ ꯐꯤꯖꯤꯀꯦꯜ ꯑꯃꯁꯨꯡ ꯃꯦꯟꯇꯜ ꯄꯔꯐꯣꯃꯦꯟꯁ ꯍꯦꯟꯒꯠꯍꯜꯂꯤ꯫ꯀꯣꯐꯤꯒꯤ ꯈ꯭ꯋꯥꯏꯗꯒꯤ ꯃꯃꯤꯡ ꯆꯠꯄ ꯀꯥꯟꯅꯕꯁꯤꯡꯒꯤ ꯃꯅꯨꯡꯗ ꯑꯃꯗꯤ ꯃꯁꯤꯅ ꯐꯤꯖꯤꯀꯦꯜ ꯑꯃꯁꯨꯡ ꯃꯦꯟꯇꯜ ꯄꯔꯐꯣꯃꯦꯟꯁ ꯑꯅꯤꯃꯛ ꯍꯦꯟꯒꯠꯍꯟꯕ ꯉꯝꯕꯅꯤ꯫ ꯀꯣꯐꯤꯗ ꯌꯥꯎꯔꯤꯕ ꯑꯦꯛꯇꯤꯚ ꯏꯟꯒ꯭ꯔꯦꯗꯤꯌꯦꯟꯇ ꯀꯦꯐꯤꯟꯅ ꯃꯇꯝ ꯈꯔꯒꯤ ꯑꯣꯏꯅ ꯑꯦꯗ꯭ꯔꯤꯅꯦꯂꯤꯟꯒꯤ ꯆꯥꯡ ꯍꯦꯟꯒꯠꯍꯟꯕꯗ ꯃꯇꯦꯡ ꯄꯥꯡꯉꯤ꯫ ꯃꯁꯤꯅ ꯍꯛꯆꯥꯡꯒꯤ ꯊꯧꯅ ꯍꯦꯟꯒꯠꯍꯟꯕꯗ ꯃꯇꯦꯡ ꯄꯥꯡꯕ ꯉꯝꯕ ꯏꯅꯔꯖꯤ ꯍꯦꯟꯒꯠꯍꯜꯂꯤ꯫ ꯃꯁꯤꯒꯤ ꯃꯊꯛꯇ ꯀꯦꯐꯤꯟꯅ ꯑꯦꯂꯔꯠꯅꯦꯁ, ꯀꯣꯒꯅꯤꯇꯤꯚ ꯄꯔꯐꯣꯃꯦꯟꯁ ꯐꯒꯠꯍꯟꯕ ꯑꯃꯁꯨꯡ ꯔꯤꯑꯦꯛꯁꯟ ꯇꯥꯏꯝꯗꯁꯨ ꯃꯇꯦꯡ ꯄꯥꯡꯉꯤ꯫ ꯃꯁꯤꯅ ꯃꯔꯝ ꯑꯣꯏꯗꯨꯅ ꯃꯤꯑꯣꯏ ꯀꯌꯥꯅ ꯃꯔꯨꯑꯣꯏꯕ ꯄꯔꯤꯈ ꯅꯠꯇ꯭ꯔꯒ ꯃꯤꯐꯝ ꯑꯃꯒꯤ ꯃꯃꯥꯡꯗ ꯀꯣꯐꯤ ꯊꯛꯏ꯫ ꯇꯥꯏꯞ ꯑꯅꯤ- ꯗꯥꯏꯑꯦꯕꯦꯇꯤꯖꯒꯤ ꯔꯤꯁ꯭ꯛ ꯍꯟꯊꯍꯜꯂꯤ ꯍꯔꯕꯔꯗꯀꯤ ꯁ꯭ꯀꯨꯜ ꯑꯣꯐ ꯄꯕ꯭ꯂꯤꯛ ꯍꯦꯜꯊꯅ ꯄꯥꯡꯊꯣꯛꯄ ꯁ꯭ꯇꯗꯤ ꯑꯃꯅ ꯀꯣꯐꯤ ꯊꯛꯄꯅ ꯇꯥꯏꯞ ꯑꯅꯤ ꯗꯥꯏꯑꯦꯕꯦꯇꯤꯖ ꯂꯥꯛꯄꯒꯤ ꯔꯤꯁ꯭ꯛ ꯍꯟꯊꯍꯟꯕꯗ ꯃꯇꯦꯡ ꯄꯥꯡꯉꯤ ꯍꯥꯏꯅ ꯐꯣꯡꯗꯣꯛꯈꯤ꯫ ꯍꯥꯔꯠꯀꯤꯗꯃꯛꯇ ꯑꯐꯕ ꯀꯣꯐꯤ ꯊꯛꯄꯅ ꯍꯥꯔꯠꯀꯤ ꯂꯥꯏꯅꯥ ꯅꯥꯔꯛꯄꯒꯤ ꯔꯤꯁ꯭ꯛ ꯍꯟꯊꯍꯟꯕꯗꯁꯨ ꯃꯔꯤ ꯂꯩꯅꯩ꯫ ꯑꯜꯖꯩꯃꯔꯁ ꯑꯃꯁꯨꯡ ꯄꯥꯔꯀꯤꯟꯁꯟꯁ ꯗꯤꯖꯤꯖꯁꯤꯡ ꯊꯤꯡꯕꯗ ꯃꯇꯦꯡ ꯄꯥꯡꯉꯤ ꯔꯤꯁꯔꯆꯅ ꯍꯥꯏꯔꯤ ꯃꯗꯨꯗꯤ ꯀꯣꯐꯤ ꯊꯛꯄꯅ ꯑꯜꯖꯩꯃꯔꯁ ꯑꯃꯁꯨꯡ ꯄꯥꯔꯀꯤꯟꯁꯟꯁꯒꯨꯝꯕ ꯅ꯭ꯌꯨꯔꯣꯗꯤꯖꯦꯅꯦꯔꯦꯇꯤꯚ ꯂꯥꯏꯅꯥꯁꯤꯡ ꯍꯧꯔꯛꯄꯗꯁꯨ ꯃꯇꯦꯡ ꯄꯥꯡꯉꯤ꯫ ꯊꯤꯖꯤꯟꯕꯒꯤ ꯊꯕꯛ ꯑꯃꯅ ꯅꯣꯡꯃꯗ ꯀꯣꯐꯤ ꯀꯞ ꯑꯍꯨꯝꯗꯒꯤ ꯃꯉꯥ ꯊꯛꯄ ꯃꯤꯑꯣꯏꯁꯤꯡꯗ ꯑꯜꯖꯩꯃꯔꯁꯀꯤ ꯂꯥꯏꯅꯥ ꯅꯥꯔꯛꯄꯒꯤ ꯔꯤꯁ꯭ꯛ ꯆꯥꯗ ꯍꯨꯝꯐꯨꯃꯉꯥ ꯍꯟꯊꯔꯦ ꯍꯥꯏꯕ ꯈꯪꯂꯦ꯫ ꯑꯇꯣꯞꯄ ꯊꯤꯖꯤꯟꯕꯒꯤ ꯊꯕꯛ ꯑꯃꯅ ꯀꯣꯐꯤ ꯊꯛꯄꯅ ꯄꯥꯔꯀꯤꯟꯁꯟꯁ ꯗꯤꯖꯤꯖꯀꯤ ꯔꯤꯁ꯭ꯛ ꯍꯟꯊꯍꯟꯕꯒ ꯃꯔꯤ ꯂꯩꯅꯩ ꯍꯥꯏꯅ ꯐꯣꯡꯗꯣꯛꯈꯤ꯫ ꯂꯣꯏꯁꯤꯜꯂꯛꯄꯗ, ꯀꯣꯐꯤ ꯑꯁꯤ ꯃꯆꯤ ꯑꯣꯏꯕ ꯆꯤꯟꯖꯥꯛ ꯈꯛꯇ ꯅꯠꯇꯅ ꯍꯛꯁꯦꯜꯒꯤ ꯀꯥꯟꯅꯕ ꯀꯌꯥ ꯑꯃꯁꯨ ꯌꯥꯎꯔꯤ꯫ ꯍꯛꯆꯥꯡꯕꯨ ꯃꯥꯡ-ꯇꯥꯛꯅꯤꯡꯉꯥꯏ ꯑꯣꯏꯕ ꯐ꯭ꯔꯤ ꯔꯦꯗꯤꯀꯦꯜꯁꯤꯡꯗꯒꯤ ꯉꯥꯛꯊꯣꯛꯄꯗꯒꯤ ꯍꯧꯔꯒ ꯀ꯭ꯔꯣꯅꯤꯛ ꯂꯥꯏꯅꯁꯤꯡ ꯊꯤꯡꯕꯗ ꯃꯇꯦꯡ ꯄꯥꯡꯕꯐꯥꯎꯕ ꯀꯣꯐꯤꯒꯤ ꯀꯥꯟꯅꯕꯁꯤꯡ ꯑꯁꯤ ꯅꯍꯥꯛꯄꯨ ꯊꯝꯕꯗꯒꯤ ꯌꯥꯝꯅ ꯍꯦꯜꯂꯤ꯫ ꯑꯦꯃꯔꯖꯦꯟꯁꯤ ꯁꯔꯚꯥꯏꯚꯜ ꯀꯤꯠ ꯑꯃꯗ ꯌꯥꯎꯒꯗꯕ ꯑꯥꯏꯇꯦꯝ ꯑꯍꯨꯝꯒꯤ ꯂꯤꯁ꯭ꯠ ꯑꯃ ꯁꯦꯝꯃꯨ꯫ꯐꯥꯔꯁꯠ ꯑꯦꯏꯗ ꯀꯤꯠ: ꯀꯤꯠ ꯑꯗꯨꯗ ꯒꯣꯖ, ꯄꯦꯗ, ꯑꯦꯗꯖꯁ꯭ꯇꯤꯚ ꯕꯦꯟꯗꯦꯖ, ꯑꯦꯟꯇꯤꯁꯦꯞꯇꯤꯛ ꯋꯥꯏꯞꯁꯤꯡ, ꯄꯦꯟ ꯔꯤꯂꯤꯐ ꯍꯤꯗꯥꯛꯁꯤꯡ ꯑꯃꯁꯨꯡ ꯇꯉꯥꯏꯐꯗꯕ ꯄ꯭ꯔꯦꯁꯀ꯭ꯔꯤꯞꯁꯟ ꯍꯤꯗꯥꯛꯁꯤꯡ ꯑꯁꯤꯅꯆꯤꯡꯕ ꯄꯣꯠꯁꯛꯁꯤꯡ ꯌꯥꯎꯒꯗꯕꯅꯤ꯫ ꯃꯁꯤ ꯑꯄꯤꯛꯄ ꯑꯁꯣꯛ-ꯑꯄꯟꯁꯤꯡ ꯂꯥꯏꯌꯦꯡꯕꯗ ꯑꯃꯁꯨꯡ ꯏꯟꯐꯦꯛꯁꯟ ꯊꯤꯡꯕꯗ ꯁꯤꯖꯤꯟꯅꯕ ꯌꯥꯏ꯫